ꯌꯨꯅꯥꯏꯇ°ꯠ ꯅꯒꯥ ꯀꯥꯎꯟꯁꯤꯜ, ꯀꯣꯑ꯭ꯔꫭꯗꯤꯅ°ꯇꯤꯡ ꯀꯝꯃꯤꯇꯤ ꯑꫭꯟ ꯃꯅꯤꯄꯨꯔ ꯏꯟꯇ°ꯒ꯭ꯔꯤꯇꯤ ꯊꯕꯛ ꯇꯧꯃꯤꯟꯅꯔꯛꯄ ꯅꯈꯣꯏꯅꯕꯨ ꯃꯅꯤꯄꯨꯔꯒꯤ ꯊꯕꯛ ꯇꯧꯃꯤꯟꯅꯔꯕꯗ ꯀꯔꯤꯒꯤ ꯋꯥꯔꯨꯒꯅꯤ ꯅꯤꯡꯁꯤꯡꯕ ꯊꯣꯛꯇ꯭ꯔꯕ ꯃꯇꯝꯗ ꯆꯤꯡꯕꯨꯔꯣꯏ ꯇꯝꯕꯨꯔꯣꯏ ꯍꯥꯏꯕꯁꯤ ꯑꯃꯠꯇꯅꯤ꯫ ꯑꯩꯈꯣꯏ ꯄꯨꯟꯅ ꯍꯤꯔꯝ ꯈꯨꯗꯤꯡ ꯃꯛꯇ ꯊꯕꯛ ꯇꯧꯃꯤꯟꯅ ꯔꯝꯃꯤ ꯍꯥꯏꯕꯁꯤ ꯄꯨꯋꯥꯔꯤꯒꯤ ꯂꯥꯇꯝꯁꯤꯡꯗ ꯃꯌꯦꯛ ꯁꯦꯡꯅ ꯌꯥꯎꯔꯤ꯫ ꯈꯥꯡꯉꯨꯊꯛꯇ ꯃꯆꯤꯟ-ꯃꯅꯥꯎ ꯑꯅꯤꯒꯤ ꯃꯔꯤ ꯂꯥꯞꯊꯣꯛ ꯅꯕꯒꯨꯝꯕ ꯂꯩꯔꯝ ꯃꯤ꯫ ꯑꯃꯅ ꯍꯥꯏꯕ ꯑꯃꯅ ꯇꯥꯔꯝꯗꯦ, ꯑꯃꯅ ꯇꯧꯕ ꯑꯃꯅ ꯌꯥꯔꯝꯗꯦ, ꯑꯃꯅ ꯄꯥꯝꯂꯕ ꯑꯃꯅ ꯃꯗꯨꯒꯤ ꯃꯥꯌꯣꯛꯇ ꯂꯩꯒꯅꯤ꯫ ꯑꯁꯨꯝꯅ ꯀꯥꯡꯂꯨꯞ ꯃꯁꯦꯜꯒꯤ ꯃꯔꯛꯇ ꯑꯩꯈꯣꯏ ꯅꯨꯡꯁꯤ ꯆꯥꯟꯅ ꯂꯩꯃꯤꯟꯅꯁꯤ ꯍꯥꯏꯅ ꯐꯅ ꯌꯥꯃꯅ ꯀꯟꯅ ꯂꯥꯎꯅꯔꯒꯁꯨ ꯅꯨꯡꯗꯗꯤ ꯈꯝ ꯊꯦꯡꯅ ꯅꯨꯡꯁꯤꯅꯗꯕꯒꯤ ꯃꯇꯧ ꯎꯕ ꯐꯪꯈꯤ꯫ ꯃꯅꯤꯄꯨꯔ ꯄꯨꯝꯕꯒꯤ ꯑꯣꯏꯕ ꯑꯣꯔꯒꯅꯥꯏꯖꯦꯁꯟꯅꯤ ꯍꯥꯏꯖꯔꯒꯁꯨ ꯆꯤꯡꯒꯤ ꯑꯣꯔꯒꯅꯥꯏꯖꯦꯁꯟꯗ ꯇꯝꯒꯤ ꯃꯤ ꯌꯥꯎꯔꯛꯇꯦ꯫ ꯇꯝꯒꯤ ꯑꯣꯔꯒꯅꯥꯏꯖꯦꯁꯟꯁꯤꯡ ꯗꯁꯨ ꯆꯤꯡꯒꯤ ꯃꯁꯛ ꯅꯥꯏꯕ ꯃꯤꯑꯣꯏꯁꯤꯡ ꯌꯥꯎꯔꯛꯇꯦ ꯈꯤꯗꯦ꯫ ꯃꯔꯝ ꯑꯗꯨꯅ ꯃꯥꯅꯥ ꯃꯥꯅꯥ ꯊꯣꯛꯄ ꯃꯈꯣꯏ ꯃꯈꯣꯏꯒꯤ ꯀꯥꯡꯂꯨꯞꯀꯤ ꯅꯠꯇ꯭ꯔꯒ ꯐꯨꯔꯨꯞꯀꯤ ꯑꯣꯏꯕ ꯋꯥꯈꯜ ꯋꯥꯈꯜꯗ ꯊꯕꯛ ꯇꯧꯅꯔꯒ ꯂꯥꯛꯈꯤ꯫ ꯑꯄꯨꯟꯕ ꯃꯅꯤꯄꯨꯔ ꯍꯥꯏꯕꯁꯤ ꯃꯍꯨꯠꯇ ꯄꯥꯟ ꯅꯥꯒꯥ ꯃꯨꯚꯃꯦꯟꯠ, ꯄꯥꯟ ꯃꯩꯇꯩ ꯃꯨꯚꯃꯦꯟꯠ ꯅꯠꯇ꯭ꯔꯒ ꯄꯥꯟ ꯃꯤꯖꯣ ꯃꯨꯚꯃꯦꯟꯠ ꯍꯥꯏꯗꯨꯅ ꯇꯣꯈꯥꯏ ꯇꯣꯈꯥꯏꯕ ꯋꯥꯈꯜꯂꯣꯟꯗ ꯊꯕꯛ ꯇꯧꯅꯔꯛꯈꯤ꯫ ꯑꯄꯨꯟꯕ ꯍꯥꯏꯕꯁꯤ ꯀꯥꯡꯂꯨꯞꯇ ꯑꯣꯏꯅ ꯄꯨꯟꯕ ꯌꯥꯗꯦ꯫ ꯀꯔꯤꯒꯨꯝꯕ ꯑꯩꯈꯣꯏꯅ ꯃꯩꯇꯩ ꯄꯨꯟꯒꯗꯕꯅꯤ ꯍꯥꯏꯔꯒꯗꯤ ꯅꯥꯒꯥꯁꯤꯡꯁꯨ ꯄꯨꯟꯕ ꯌꯥꯒꯗꯕꯅꯤ꯫ ꯅꯥꯒꯥꯁꯤꯡ ꯄꯨꯟꯕ ꯌꯥꯔꯒꯗꯤ ꯀꯨꯀꯤꯁꯤꯡꯁꯨ ꯄꯨꯟꯕ ꯌꯥꯒꯗꯕꯅꯤ꯫ ꯑꯗꯨꯕꯨ ꯃꯁꯤꯅ ꯀꯩꯗꯧꯉꯩꯗꯁꯨ ꯑꯐꯕ, ꯆꯥꯎꯈꯠꯄ ꯑꯃꯠꯇ ꯄꯨꯔꯛ ꯈꯤꯗꯦ ꯍꯥꯏꯕꯁꯤ ꯄꯨꯋꯥꯔꯤꯒꯤ ꯇꯥꯡꯀꯛ ꯀꯌꯥꯗ ꯆꯥꯡꯌꯦꯡ ꯇꯧꯅꯕꯗꯒꯤ ꯈꯪꯈ꯭ꯔꯕꯅꯤ꯫ ꯍꯧꯖꯤꯛꯀꯤ ꯆꯥꯎꯈꯠꯂꯕ ꯃꯇꯝꯁꯤ ꯀꯅꯥꯒꯨꯃꯕ ꯈꯔꯅ ꯄꯥꯟ ꯀꯨꯀꯤ ꯃꯨꯚꯃꯦꯟꯠ ꯁꯥꯒꯠ ꯂꯛꯄ ꯇꯥꯔꯕ ꯅꯠꯇ꯭ꯔꯒ ꯄꯥꯟ ꯃꯩꯇꯩ ꯃꯨꯚꯃꯦꯟꯠ ꯁꯥꯒꯠꯂꯛꯄ ꯇꯥꯔꯒꯗꯤ ꯅꯣꯡꯃꯥ ꯃꯅꯤꯄꯨꯔꯗ ꯃꯩ ꯆꯥꯛꯀꯅꯤ꯫ ꯃꯁꯤ ꯌꯨꯅꯤꯚꯔꯁꯦꯜ ꯂꯣꯅ ꯌꯥꯗ꯭ꯔꯕꯅꯤ꯫ ꯍꯧꯖꯤꯛꯀꯤ ꯃꯇꯝꯗꯗꯤ ꯀꯥꯡꯂꯨꯞ ꯑꯃꯕꯨ ꯅꯝꯊꯕꯤꯕ ꯍꯥꯏꯕꯁꯤ ꯀꯩꯗꯧꯉꯩꯗꯁꯨ ꯑꯣꯏꯊꯣꯛ ꯂꯔꯣꯏꯗꯕꯅꯤ꯫ ꯑꯣꯏꯊꯣꯛ ꯂꯔꯣꯏꯗꯕ ꯋꯥꯈꯜꯂꯣꯟꯗ ꯃꯪ ꯃꯪꯂꯒ ꯀꯨꯀꯤꯂꯦꯟꯗ ꯅꯠꯇ꯭ꯒ ꯀꯨꯀꯤꯒꯤ ꯍꯣꯝꯂꯦꯟꯗ ꯑꯃ ꯇꯥꯟꯒꯅꯤ ꯍꯥꯏꯕꯒꯤ ꯃꯪꯂꯥꯟ ꯁꯥꯒꯠꯂꯒ ꯊꯕꯛ ꯇꯧꯔꯛꯄ ꯇꯥꯔꯒꯗꯤ ꯃꯗꯨꯅ ꯂꯩꯕꯥꯛ ꯑꯁꯤ ꯈꯥꯏꯕꯨꯡ ꯇꯥꯍꯟꯗꯨꯅ ꯑꯩꯈꯣꯏ ꯃꯁꯦꯜꯒꯤ ꯃꯔꯛꯇ ꯅꯨꯡꯉꯥꯏꯇꯅꯕ ꯊꯣꯛꯅꯕꯒꯤ ꯃꯆꯥꯛ ꯑꯣꯏꯍꯟꯒꯅꯤ꯫ ꯍꯧꯖꯤꯛꯇꯤ ꯃꯅꯤꯄꯨꯔ ꯍꯥꯏꯕꯁꯤꯗ ꯑꯩꯈꯣꯏ ꯄꯨꯟ ꯁꯤꯟꯒꯗꯕꯅꯤ꯫ ꯆꯤꯡꯃꯤ ꯅꯠꯇ꯭ꯔꯒ ꯇꯝꯃꯤ ꯍꯥꯏꯕ ꯋꯥꯈꯜ ꯊꯥꯗꯣꯛꯂꯒ ꯑꯩꯈꯣꯏ ꯃꯅꯤꯄꯨꯔꯤꯅꯤ ꯍꯥꯏꯕ ꯋꯥꯈꯜꯂꯣꯟꯗ ꯊꯕꯛ ꯇꯧꯅꯒꯗꯕꯅꯤ꯫ ꯂꯣꯜ ꯑꯣꯏꯔꯕꯁꯨ ꯑꯗꯨ ꯃꯉꯥꯏ꯫ ꯑꯩꯈꯣꯏ ꯃꯩꯇꯩꯂꯣꯜ ꯈꯛꯇꯃꯛ ꯃꯅꯤꯄꯨꯔꯤ ꯂꯣꯜꯅꯤ ꯍꯥꯏꯅ ꯂꯧꯔꯣꯏꯗꯕꯅꯤ꯫ ꯏꯁꯇꯦꯠ ꯑꯁꯤꯗ ꯈꯨꯟꯗꯥ ꯃꯤꯟꯅꯔꯤꯕ ꯐꯨꯔꯨꯞ ꯀꯨꯟꯊ꯭ꯔ ꯔꯣꯝꯒꯤ ꯂꯣꯜꯁꯤꯡꯁꯨ ꯃꯅꯤꯄꯨꯔꯤ ꯂꯣꯜꯁꯤꯅꯤ ꯍꯥꯏꯅ ꯂꯧꯒꯗꯕꯅꯤ ꯑꯃꯁꯨꯡ ꯂꯣꯜꯁꯤꯡ ꯑꯁꯤ ꯆꯥꯎꯈꯠꯍꯟꯅꯕ ꯑꯩꯈꯣꯏ ꯄꯨꯟꯅ ꯍꯣꯠꯅ ꯃꯤꯟꯅ ꯒꯗꯕꯅꯤ꯫ ꯃꯅꯤꯄꯨꯔꯒꯤ ꯅꯥꯒꯥꯁꯤꯡꯒꯤ ꯑꯦꯄꯦꯛꯁ ꯕꯣꯗꯤ ꯑꯃ ꯑꯣꯏꯅ ꯂꯩꯔꯤꯕ ꯌꯨꯅꯥꯏꯇꯦꯗ ꯅꯥꯒꯥ ꯀꯥꯎꯟꯁꯤꯜ ꯑꯃꯁꯨꯡ ꯀꯣꯑꯣꯔꯗꯤꯅꯦꯇꯤꯡ ꯀꯝꯃꯤꯇꯤ ꯑꯣꯟ ꯃꯅꯤꯄꯨꯔꯗ ꯏꯟꯇꯤꯒꯔꯤꯇꯤ ꯒꯤ ꯂꯨꯆꯤꯡꯕꯁꯤꯡꯅ ꯍꯟꯗꯛꯇ ꯆꯤꯐ ꯃꯤꯅꯤꯁꯇꯔ ꯅꯣꯡꯊꯣꯝꯕꯝ ꯕꯤꯔꯦꯟꯅ ꯎꯟꯅꯗꯨꯅ ꯂꯨꯞ ꯑꯅꯤ ꯑꯁꯤ ꯄꯨꯟꯁꯤꯟꯅꯔꯒ ꯄꯨꯟꯅ ꯊꯕꯛ ꯇꯧꯃꯤꯟꯅꯕ ꯑꯃꯁꯨꯡ ꯏꯁꯇꯦꯠ ꯑꯁꯤꯒꯤ ꯇꯨꯡꯒꯤ ꯌꯦꯡꯂꯒ ꯊꯕꯛ ꯈꯔ ꯂꯧꯈꯠꯄꯤꯅꯕ ꯆꯤꯐ ꯃꯤꯅꯤꯁꯇꯔꯗ ꯃꯦꯃꯣꯔꯦꯟꯗꯝ ꯄꯤꯁꯤꯟꯕ ꯂꯩꯈ꯭ꯔꯦ꯫ ꯌꯨ ꯑꯦꯟ ꯁꯤ ꯑꯃꯁꯨꯡ ꯀꯣꯀꯣꯃꯤꯒꯤ ꯊꯧꯃꯤꯁꯤꯡ ꯑꯁꯤ ꯏꯁꯇꯦꯠ ꯑꯁꯤꯒꯤ ꯁꯤꯚꯤꯜ ꯁꯣꯁꯥꯏꯇꯤ ꯑꯣꯔꯒꯅꯥꯏꯖꯦꯁꯟꯁꯤꯡꯒꯤ ꯌꯥꯃꯅ ꯃꯔꯨ ꯑꯣꯏꯕ ꯀꯥꯡꯕꯨꯅꯤ꯫ ꯀꯥꯡꯕꯨ ꯑꯅꯤ ꯑꯁꯤ ꯃꯃꯥꯡꯊꯛꯇ ꯅꯤꯡꯊꯤ ꯅꯨꯡꯉꯥꯏꯅ ꯄꯨꯜꯂꯨ ꯍꯥꯏꯕ ꯌꯥꯔꯛ ꯈꯤꯗꯦ꯫ ꯑꯗꯨꯕꯨ ꯍꯟꯗꯛꯇꯤ ꯂꯨꯞ ꯑꯅꯤ ꯑꯁꯤꯒꯤ ꯂꯨꯆꯤꯡꯕꯁꯤꯡ ꯂꯣꯟꯅ-ꯊꯨꯞꯅ ꯃꯐꯝ ꯀꯌꯥ ꯃꯔꯨꯝꯗ ꯎꯟꯅꯗꯨꯅ ꯑꯦꯖꯦꯟꯗ ꯈꯔꯗ ꯄꯨꯟꯅ ꯊꯕꯛ ꯇꯧꯃꯤꯟꯅꯕ ꯌꯥꯅꯈ꯭ꯔꯦ ꯍꯥꯏꯕ ꯈꯪꯕ ꯉꯝꯂꯦ꯫ ꯌꯥꯟꯅ ꯈꯤꯕꯗꯨꯒꯤ ꯃꯇꯨꯡ ꯏꯟꯅ ꯂꯨꯞ ꯑꯅꯤꯒꯤ ꯂꯨꯆꯤꯡꯕꯁꯤꯡ ꯍꯟꯗꯛꯇ ꯆꯤꯐ ꯃꯤꯅꯤꯁꯇꯔ ꯅꯣꯡꯊꯣꯝꯕꯝ ꯕꯤꯔꯦꯟꯗ ꯃꯦꯃꯣꯔꯦꯟꯗꯝ ꯑꯃ ꯄꯨꯟꯅ ꯄꯤꯁꯤꯟ ꯃꯤꯟꯅꯈ꯭ꯔꯦ꯫